ꯅꯨꯃꯤꯠꯀꯤ ꯃꯅꯨꯡꯗ ꯅ꯭ꯌꯨꯀ꯭ꯂꯤꯌꯔ ꯔꯤꯑꯦꯛꯁꯟ ꯑꯁꯤ ꯀꯔꯤꯅꯣ? ꯅꯨꯃꯤꯠꯇ ꯏꯅꯔꯖꯤ ꯄꯨꯊꯣꯛꯄꯒꯤ ꯃꯔꯨꯑꯣꯏꯕ ꯁꯣꯔꯁ ꯑꯁꯤ ꯃꯁꯤꯒꯤ ꯀꯣꯔꯗ ꯊꯣꯛꯄ ꯅ꯭ꯌꯨꯀ꯭ꯂꯤꯌꯔ ꯐ꯭ꯌꯨꯖꯟ ꯔꯤꯑꯦꯛꯁꯟ ꯀꯌꯥꯒꯤ ꯈꯨꯠꯊꯥꯡꯗ ꯑꯣꯏꯔꯤ꯫ ꯍꯥꯏꯔꯤꯕ ꯔꯤꯑꯦꯛꯁꯟꯁꯤꯡ ꯑꯁꯤꯅ ꯍꯥꯏꯗ꯭ꯔꯣꯖꯦꯟ ꯅ꯭ꯌꯨꯀ꯭ꯂꯤꯌꯔꯁꯤꯡꯕꯨ ꯍꯤꯂꯤꯌꯝ ꯅ꯭ꯌꯨꯀ꯭ꯂꯤꯌꯁꯇ ꯐ꯭ꯌꯨꯖꯟ ꯇꯧꯕꯒ ꯂꯣꯏꯅꯅ ꯊꯧꯑꯣꯡ ꯑꯁꯤꯗ ꯏꯅꯔꯖꯤꯒꯤ ꯆꯥꯡ ꯌꯥꯝꯅ ꯊꯥꯗꯣꯛꯏ꯫ ꯅꯨꯃꯤꯠꯇ ꯃꯔꯨ ꯑꯣꯏꯕ ꯐ꯭ꯌꯨꯖꯟ ꯄ꯭ꯔꯣꯁꯦꯁ ꯑꯁꯤ ꯄ꯭ꯔꯣꯇꯣꯟ-ꯄ꯭ꯔꯣꯇꯣꯟ ꯆꯦꯟ ꯅꯤ, ꯃꯁꯤ ꯄꯣꯖꯤꯇ꯭ꯔꯣꯟ ꯑꯅꯤ, ꯅ꯭ꯌꯨꯇ꯭ꯔꯤꯅꯣ ꯑꯅꯤ, ꯑꯃꯁꯨꯡ ꯐꯣꯇꯣꯟ ꯇꯔꯨꯛ ꯌꯥꯎꯔꯤ꯫ ꯃꯗꯨꯒꯤ ꯃꯇꯨꯡꯗ ꯒꯥꯃꯥ ꯔꯦꯒꯤ ꯃꯑꯣꯡꯗ ꯊꯥꯗꯣꯛꯄ ꯑꯦꯅꯔꯖꯤ ꯑꯗꯨ ꯅꯨꯃꯤꯠꯀꯤ ꯃꯊꯛꯇ ꯄꯨꯊꯣꯛ ꯄꯨꯁꯤꯟ ꯇꯧꯏ, ꯃꯐꯝ ꯑꯗꯨꯗ ꯃꯗꯨ ꯅꯨꯡꯁꯤꯠ ꯑꯃꯁꯨꯡ ꯃꯉꯥꯜꯒꯤ ꯃꯑꯣꯡꯗ ꯂꯥꯞꯅ ꯔꯦꯗꯤꯑꯦꯠ ꯇꯧꯏ꯫ ꯄ꯭ꯔꯣꯇꯣꯟ-ꯄ꯭ꯔꯣꯇꯣꯟ ꯆꯦꯟꯒꯤ ꯃꯊꯛꯇ, ꯀꯥꯔꯕꯣꯟ- ꯅꯥꯏꯇ꯭ꯔꯣꯖꯦꯟ- ꯑꯣꯛꯁꯤꯖꯦꯟ ꯒꯤ ꯁꯥꯏꯀꯜ ꯀꯧꯕ ꯑꯇꯣꯞꯄ ꯐ꯭ꯌꯨꯖꯟ ꯄ꯭ꯔꯣꯁꯦꯁ ꯑꯃꯁꯨ ꯅꯨꯃꯤꯠꯀꯤ ꯀꯣꯔꯗ ꯊꯣꯛꯄꯥ ꯌꯥꯏ꯫ ꯄꯨꯟꯅ ꯅꯨꯃꯤꯠꯀꯤ ꯃꯅꯨꯡꯗ ꯂꯩꯕ ꯅ꯭ꯌꯨꯀ꯭ꯂꯤꯌꯔꯗ ꯔꯤꯑꯦꯛꯁꯟꯁꯤꯡ ꯑꯁꯤꯅ ꯃꯁꯤꯒꯤ ꯑꯆꯧꯕ ꯏꯅꯔꯖꯤ ꯑꯥꯎꯠꯄꯨꯠ ꯑꯁꯤ ꯂꯦꯡꯗꯅ ꯊꯝꯂꯤ, ꯃꯁꯤꯅ ꯄ꯭ꯔꯤꯊꯤꯕꯤꯗ ꯂꯩꯔꯤꯕ ꯄꯨꯟꯁꯤ ꯑꯁꯤ ꯂꯦꯡꯗꯅ ꯊꯝꯕ ꯉꯝꯃꯤ ꯑꯃꯁꯨꯡ ꯁꯣꯂꯔ ꯁꯤꯁ꯭ꯇꯦꯝ ꯑꯁꯤ ꯃꯑꯣꯡ ꯆꯨꯝꯅ ꯁꯦꯝꯒꯠꯄ ꯉꯝꯃꯤ꯫ ꯍꯥꯏꯔꯤꯕꯁꯤꯡ ꯑꯁꯤꯒꯤ ꯚꯦꯜꯌꯨꯁꯤꯡ ꯑꯃꯁꯨꯡ ꯃꯃꯤꯡꯁꯤꯡ ꯑꯁꯤ ꯀꯥꯕꯦꯔꯤ ꯇꯧꯔꯤꯕ ꯑꯀꯛꯅꯕ ꯗꯦꯇꯥꯕꯦꯖ ꯑꯗꯨꯒꯤ ꯃꯇꯨꯡ ꯏꯟꯅ ꯆꯠꯅꯕ ꯌꯥꯏ꯫ ꯑꯔꯊ ꯑꯗꯨꯃꯛ ꯊꯝꯗꯨꯅ ꯋꯥꯍꯩ ꯄꯔꯦꯡ ꯑꯗꯨ ꯍꯣꯡꯗꯣꯛꯎ꯫ ꯄ꯭ꯔꯣꯕ꯭ꯂꯦꯝ ꯑꯁꯤ ꯑꯩꯅ ꯈꯪꯕ ꯉꯝꯗꯦ꯫ ꯏꯁꯨ ꯏꯁꯨ ꯑꯁꯤ ꯑꯩꯉꯣꯟꯗ ꯃꯌꯦꯛ ꯁꯦꯡꯗꯦ꯫ ꯑꯣꯇꯣꯅꯣꯃꯁ ꯍꯥꯏꯕ ꯋꯥꯍꯩ ꯑꯁꯤꯗꯒꯤ ꯁꯤꯂꯦꯕꯜ ꯀꯌꯥ ꯂꯩꯕꯒꯦ? ꯑꯣꯇꯣꯅꯣꯃꯁ ꯍꯥꯏꯕ ꯋꯥꯍꯩ ꯑꯁꯤꯒꯤ ꯁꯤꯂꯦꯕꯜ ꯃꯔꯤ ꯂꯩ꯫ ꯄꯤꯔꯤꯕ ꯋꯥꯍꯩ ꯑꯅꯤ ꯑꯁꯤ ꯀꯔꯝꯅ ꯃꯔꯤ ꯂꯩꯅꯕꯒꯦ ꯍꯥꯏꯕꯗꯨ ꯂꯦꯞ ꯇꯧꯊꯣꯛꯎ꯫ ꯄꯣꯠꯂꯝꯁꯤꯡ ꯑꯃꯁꯨꯡ ꯐꯦꯕ꯭ꯔꯤꯛ꯫ ꯄꯣꯠꯁꯛ ꯑꯃꯁꯨꯡ ꯐꯦꯕ꯭ꯔꯤꯛ ꯑꯁꯤ ꯃꯍꯧꯁꯥꯅ ꯐꯤꯔꯣꯜꯗꯒꯤ ꯁꯦꯝꯕꯅꯤ ꯍꯥꯏꯕꯁꯤꯗ ꯃꯔꯤ ꯂꯩꯅꯩ꯫ ꯐꯦꯕ꯭ꯔꯤꯛ ꯍꯥꯏꯕꯁꯤ ꯄꯣꯠꯆꯩꯁꯤꯡ ꯍꯥꯏꯕꯗꯤ ꯁꯔꯨꯛ, ꯄꯦꯟꯠ, ꯗ꯭ꯔꯦꯁ, ꯑꯃꯁꯨꯡ ꯑꯇꯩ ꯄꯣꯠꯂꯝꯁꯤꯡ ꯁꯥꯕꯗ ꯁꯤꯖꯤꯟꯅꯕ ꯃꯆꯥꯛ ꯑꯃꯅꯤ, ꯃꯁꯤꯅ ꯇꯥꯛꯄꯗꯤ ꯃꯁꯤꯅ ꯄꯣꯠꯂꯝꯁꯤꯡꯒꯤ ꯕꯤꯜꯗꯤꯡ ꯕ꯭ꯂꯣꯛ ꯅꯠꯇ꯭ꯔꯒ ꯔꯣ ꯃꯦꯇꯔꯤꯌꯦꯜ ꯑꯣꯏꯅ ꯊꯕꯛ ꯇꯧꯏ꯫ ꯃꯁꯤꯒꯤ ꯃꯇꯥꯡꯗ ꯐꯦꯕ꯭ꯔꯤꯛ ꯑꯁꯤ ꯄꯣꯠꯁꯛ ꯒꯤ ꯇꯉꯥꯏꯐꯗꯕ ꯀꯝꯄꯣꯅꯦꯟꯠ ꯑꯃꯅꯤ꯫ ꯃꯁꯤ ꯊꯪꯅ-ꯊꯪꯅꯅ ꯇꯔꯝꯁꯤꯡꯒꯤ ꯃꯔꯛꯇ ꯃꯔꯤꯒꯤ ꯀꯃꯟ ꯑꯣꯏꯕ ꯈꯦꯠꯅꯕ ꯂꯩꯕ ꯑꯦꯔꯤꯊꯃꯦꯇꯤꯛ ꯁꯤꯀꯨ꯭ꯌꯦꯟꯁ ꯑꯃꯅꯤ꯫ ꯇꯨ꯭ꯋꯦꯟꯇꯤ ꯁꯤꯀꯨ꯭ꯌꯦꯟꯁꯇ ꯑꯔꯣꯏꯕ ꯃꯁꯤꯡꯗ ꯃꯔꯤ ꯍꯥꯞꯆꯤꯟꯕꯅ ꯑꯩꯈꯣꯏꯗ ꯀꯨꯟꯃꯔꯤ ꯄꯤ꯫ ꯇꯦꯛꯁ ꯑꯃ ꯏꯟꯄꯨꯠ ꯑꯃ ꯑꯣꯏꯅ ꯂꯧꯕ ꯑꯃꯁꯨꯡ ꯁꯦꯟꯇꯤꯃꯦꯟꯠ ꯁ꯭ꯀꯣꯔ ꯑꯗꯨ ꯔꯤꯇꯔꯟ ꯇꯧꯕ ꯑꯃ ꯁꯦꯝꯃꯨ꯫ ꯃꯈꯥꯗ ꯇꯦꯛꯁ ꯑꯃꯥ ꯏꯟꯄꯨꯠ ꯑꯃ ꯑꯣꯏꯅ ꯂꯧꯗꯨꯅ ꯄꯥꯏꯊꯣꯟ ꯑꯃꯁꯨꯡ ꯐ꯭ꯂꯥꯛꯁ ꯁꯤꯖꯤꯟꯅꯗꯨꯅ ꯁꯦꯟꯇꯤꯃꯦꯟꯠ ꯁ꯭ꯀꯣꯔ ꯑꯗꯨ ꯔꯤꯇꯔꯟ ꯇꯧꯕ ꯏꯆꯝ ꯆꯝꯕ ꯑꯃꯒꯤ ꯈꯨꯗꯝ ꯑꯃ ꯄꯤꯔꯤ꯫ ꯐ꯭ꯂꯥꯛꯁ ꯇꯒꯤ ꯄꯥꯏꯊꯣꯟ ꯏꯝꯄꯣꯔꯠ ꯐ꯭ꯂꯥꯛꯁ, ꯗꯒꯤ ꯔꯤꯛꯕꯦꯁ ꯏꯝꯄꯣꯔꯠ ꯇꯧꯕ ꯐ꯭ꯂꯥꯛꯁ꯫ ꯀꯔꯤꯒꯨꯝꯕ ꯇꯦꯛꯁ ꯅꯠꯇꯦ: ꯇꯦꯛꯁ ꯄꯦꯔꯥꯃꯤꯇꯔ ꯃꯥꯡꯈꯤꯕ ꯑꯁꯤꯅ ꯄꯤꯔꯤꯕ ꯇꯦꯛꯁ ꯑꯗꯨꯒꯤ ꯁꯦꯟꯇꯤꯃꯦꯟꯠ ꯄꯣꯂꯥꯔꯤꯇꯤ ꯑꯗꯨ ꯂꯦꯞꯊꯣꯛꯅꯕ ꯂꯥꯏꯕ꯭ꯔꯦꯔꯤ ꯁꯤꯖꯤꯟꯅꯧ꯫ ꯑꯁꯤꯅ ꯑꯦꯟꯗꯄꯣꯏꯟꯠ ꯑꯃꯈꯛ ꯂꯩ, ꯃꯁꯤꯅ ꯔꯤꯛꯕꯦꯁꯁꯤꯡ ꯌꯥꯍꯜꯂꯤ꯫ ꯔꯤꯛꯕꯦꯁ ꯕꯣꯗꯤꯗ ꯇꯦꯛꯁ ꯀꯤ ꯑꯃ ꯂꯩꯕ ꯑꯣꯕꯖꯦꯛ ꯑꯃ ꯌꯥꯎꯕ ꯃꯊꯧ ꯇꯥꯏ, ꯃꯁꯤꯅ ꯑꯦꯅꯥꯂꯥꯏꯖ ꯇꯧꯅꯕ ꯇꯦꯛꯁ ꯑꯗꯨ ꯊꯝꯃꯤ꯫ ꯔꯦꯁꯄꯣꯟꯁ ꯑꯁꯤ ꯀꯤ ꯑꯃ ꯂꯩꯕ ꯑꯣꯕꯖꯦꯛ ꯑꯃꯅꯤ, ꯃꯁꯤꯅ ꯀꯦꯜꯀꯨꯂꯦꯠ ꯇꯧꯔꯕ ꯁꯦꯟꯇꯤꯃꯦꯟꯠ ꯁ꯭ꯀꯣꯔ ꯑꯗꯨ ꯊꯝꯃꯤ꯫ ꯀꯔꯤꯒꯨꯝꯕ ꯄꯦꯔꯥꯃꯤꯇꯔ ꯑꯗꯨ ꯂꯩꯇ꯭ꯔꯕꯗꯤ, ꯔꯦꯁꯄꯣꯟꯁ ꯑꯗꯨꯗ ꯑꯦꯔꯔ ꯃꯦꯁꯦꯖ ꯑꯃꯒ ꯂꯣꯏꯅꯅ ꯀꯤ ꯑꯃ ꯌꯥꯎꯒꯅꯤ, ꯑꯁꯤ ꯁꯤꯖꯤꯟꯅꯅꯕꯒꯤꯗꯃꯛ, ꯅꯍꯥꯛꯅ ꯁ꯭ꯀꯔꯤꯞ ꯑꯁꯤ ꯁꯔꯚꯔ ꯑꯃꯗ ꯔꯟ ꯇꯧꯕ ꯃꯊꯧ ꯇꯥꯏ ꯑꯃꯁꯨꯡ ꯑꯦꯅꯥꯂꯥꯏꯖ ꯇꯧꯅꯕ ꯇꯦꯛꯁ ꯑꯗꯨ ꯌꯥꯎꯕ ꯕꯣꯗꯤ ꯑꯃꯒ ꯂꯣꯏꯅꯅ ꯑꯦꯟꯄꯣꯏꯟꯠꯇ ꯔꯤꯛꯕꯦꯁꯁꯤꯡ ꯊꯥꯕ ꯃꯊꯧ ꯇꯥꯏ꯫ ꯅꯍꯥꯛꯅ ꯑꯁꯤ ꯑꯍꯦꯟꯕ ꯐꯤꯆꯔꯁꯤꯡꯒ ꯂꯣꯏꯅꯅ ꯄꯥꯡꯊꯣꯛ ꯆꯥꯎꯊꯣꯛꯍꯟꯕ ꯌꯥꯏ, ꯃꯗꯨꯗꯤ ꯀꯁꯇꯃꯔ ꯁꯦꯟꯇꯤꯃꯦꯟꯠ ꯑꯦꯅꯥꯂꯥꯏꯁꯤꯁ ꯑꯦꯜꯒꯣꯔꯤꯊꯝꯁꯤꯡ ꯅꯠꯇ꯭ꯔꯒ ꯃꯁꯤꯡ ꯌꯥꯝꯂꯕ ꯂꯣꯜꯁꯤꯡꯒꯤ ꯁꯄꯣꯔꯠ ꯑꯁꯤꯅꯆꯤꯡꯕ꯫ ꯅꯝꯕꯔꯁꯤꯡ ꯑꯗꯨ ꯍꯦꯟꯒꯠꯂꯛꯂꯤꯕ ꯑꯣꯔꯗꯔꯗ ꯁꯣꯔꯠ ꯇꯧꯅꯕ ꯀꯣꯗ ꯑꯃ ꯏꯌꯨ꯫ ꯃꯗꯨꯒꯤ ꯃꯇꯨꯡꯗ ꯂꯨꯞ ꯑꯁꯤ ꯁꯣꯔꯠ ꯇꯧꯔꯕ ꯂꯤꯁꯀꯤ ꯑꯦꯂꯤꯃꯦꯟꯠꯁꯤꯡꯒꯤ ꯃꯔꯛꯇ ꯏꯇꯤꯔꯦꯠ ꯇꯧꯅꯕ ꯑꯃꯁꯨꯡ ꯑꯦꯂꯤꯃꯦꯟꯠ ꯈꯨꯗꯤꯡꯃꯛ ꯄ꯭ꯔꯤꯟꯠ ꯇꯧꯅꯕ ꯁꯤꯖꯤꯟꯅꯧ꯫